ꯑꯄꯤꯛꯄꯥ ꯈꯨꯉ꯭ꯒꯪ ꯑꯃꯗꯥ ꯂꯩꯔꯝꯕꯥ ꯉꯥꯃꯤ ꯑꯃꯒꯤ ꯃꯔꯝꯗꯥ ꯋꯥꯔꯤ ꯑꯃꯥ ꯏꯕꯤꯌꯨ꯫ ꯃꯇꯝ ꯑꯃꯗꯥ ꯁꯃꯨꯗ꯭ꯔꯅꯥ ꯀꯨꯄꯁꯤꯜꯂꯕꯥ ꯑꯄꯤꯛꯄꯥ ꯈꯨꯡꯒꯪ ꯑꯃꯗꯥ ꯁꯦꯝ ꯀꯧꯕꯥ ꯊꯧꯅꯥ ꯐꯕꯥ ꯉꯥꯃꯤ ꯑꯃꯥ ꯂꯩꯔꯝꯃꯤ꯫ ꯁꯦꯝ ꯑꯁꯤ ꯃꯍꯥꯛꯀꯤ ꯁꯤꯡꯊꯥꯅꯤꯡꯉꯥꯏ ꯑꯣꯏꯕꯥ ꯉꯥ ꯐꯥꯕꯒꯤ ꯍꯩꯅꯕꯤꯁꯤꯡꯒꯤꯗꯃꯛ ꯈꯪꯅꯔꯝꯃꯤ ꯫ꯑꯃꯁꯨꯡ ꯃꯍꯥꯛꯅꯥ ꯃꯍꯥꯛꯀꯤ ꯑꯔꯤꯕꯥ ꯎꯒꯤ ꯕꯣꯠ ꯑꯗꯨꯗꯥ ꯀ꯭ꯔꯤꯁ꯭ꯇꯦꯜ ꯀ꯭ꯂꯤꯌꯔ ꯁꯃꯨꯗ꯭ꯔꯗꯥ ꯅꯨꯃꯤꯠꯁꯤꯡ ꯂꯦꯟꯈꯤ꯫ ꯃꯍꯥꯛꯅꯥ ꯑꯌꯨꯛ ꯑꯉꯟꯕꯗꯥ ꯋꯥꯈꯜ ꯋꯥꯕꯥ ꯍꯧꯔꯛꯏ ꯫ꯑꯃꯁꯨꯡ ꯃꯍꯥꯛꯀꯤ ꯅꯦꯠꯁꯤꯡ ꯑꯗꯨ ꯏꯁꯤꯡꯗꯥ ꯊꯥꯗꯣꯛꯏ꯫ ꯃꯍꯥꯛꯀꯤ ꯏꯃꯨꯡ ꯃꯅꯨꯡꯒꯤ ꯆꯥꯅꯕꯥ ꯉꯥ ꯃꯔꯥꯡ ꯀꯥꯌꯅꯥ ꯂꯧꯕꯥ ꯑꯃꯁꯨꯡ ꯃꯐꯝ ꯑꯗꯨꯒꯤ ꯀꯩꯊꯦꯜꯗꯥ ꯌꯣꯟꯕ ꯌꯥꯒꯅꯤ ꯍꯥꯏꯅꯥ ꯑꯥꯁꯥ ꯇꯧꯔꯝꯃꯤ꯫ ꯁꯦꯝ ꯑꯁꯤ ꯏꯆꯝ ꯆꯝꯕꯥ ꯃꯤꯁꯛ ꯑꯃꯅꯤ꯫ ꯃꯍꯥꯛꯀꯤ ꯑꯄꯤꯛꯄꯥ ꯈꯨꯡꯒꯪꯗꯥ ꯁꯥꯟꯇꯤ ꯂꯩꯕꯥ ꯄꯨꯟꯁꯤ ꯑꯃꯥ ꯍꯤꯡꯈꯤ꯫ ꯃꯍꯥꯛꯀꯤ ꯅꯨꯃꯤꯠꯁꯤꯡ ꯑꯗꯨ ꯁꯃꯨꯗ꯭ꯔꯗꯥ ꯊꯕꯛ ꯇꯧꯕꯥ ꯑꯃꯁꯨꯡ ꯏꯃꯨꯡ ꯃꯅꯨꯡꯒꯥ ꯂꯣꯏꯅꯅꯥ ꯃꯇꯝ ꯀꯥꯏꯊꯣꯛꯄꯥ ꯌꯥꯎꯒꯅꯤ꯫ ꯃꯍꯥꯛꯅꯥ ꯌꯨꯝꯗꯥ ꯑꯆꯧꯕꯥ ꯆꯦ ꯑꯃꯥ ꯄꯨꯔꯛꯄꯥ ꯃꯇꯝꯗꯥ ꯃꯍꯥꯛꯀꯤ ꯂꯣꯏꯅꯕꯤ ꯑꯃꯁꯨꯡ ꯃꯆꯥꯁꯤꯡꯒꯤ ꯃꯥꯏꯊꯣꯡꯗꯥ ꯃꯤꯠꯌꯦꯡ ꯊꯝꯈꯤꯕꯥ ꯑꯗꯨ ꯎꯕꯗꯒꯤ ꯍꯦꯟꯅꯥ ꯅꯨꯡꯁꯤꯕꯥ ꯑꯃꯠꯇꯥ ꯂꯩꯈꯤꯗꯦ꯫ ꯈꯨꯡꯒꯪ ꯑꯁꯤ ꯌꯥꯝꯅꯥ ꯅꯛꯅꯕꯥ ꯈꯨꯟꯅꯥꯏ ꯑꯃꯅꯤ꯫ ꯃꯐꯝ ꯑꯗꯨꯗꯥ ꯃꯤꯄꯨꯝ ꯈꯨꯗꯤꯡꯃꯛꯅꯥ ꯑꯃꯅꯥ ꯑꯃꯕꯨ ꯈꯪꯅꯔꯝꯃꯤ ꯑꯃꯁꯨꯡ ꯌꯦꯡꯁꯤꯅꯕꯤꯔꯝꯃꯤ꯫ ꯁꯦꯝ ꯑꯁꯤ ꯃꯍꯥꯛꯀꯤ ꯀꯟꯅꯥ ꯍꯣꯠꯅꯕꯥ ꯑꯃꯁꯨꯡ ꯂꯦꯞꯄꯥ ꯂꯩꯇꯕꯥ ꯋꯥꯈꯜꯂꯣꯟ ꯑꯗꯨꯒꯤꯗꯃꯛ ꯏꯀꯥꯢ ꯈꯨꯝꯅꯈꯤ ꯑꯃꯁꯨꯡ ꯊꯥꯒꯠꯈꯤ꯫ ꯃꯍꯥꯛ ꯃꯇꯝ ꯄꯨꯝꯅꯃꯛꯇꯥ ꯃꯍꯥꯛꯀꯤ ꯈꯨꯡꯒꯪꯒꯤ ꯃꯔꯨꯄꯁꯤꯡꯗꯥ ꯈꯨꯠ ꯊꯥꯅꯕꯥ ꯁꯦꯝ ꯁꯥꯗꯨꯅꯥ ꯂꯩꯔꯝꯃꯤ꯫ ꯑꯃꯁꯨꯡ ꯃꯈꯣꯏꯅꯥ ꯃꯁꯥꯒꯤ ꯃꯊꯧ ꯇꯥꯔꯛꯄꯥ ꯃꯇꯝꯗꯥ ꯃꯇꯦꯡ ꯄꯥꯡꯂꯝꯃꯤ꯫ ꯅꯨꯃꯤꯠ ꯑꯃꯗꯥ ꯈꯨꯉ꯭ꯒꯪ ꯑꯗꯨꯗꯥ ꯑꯀꯤꯕꯥ ꯄꯣꯛꯍꯟꯕꯥ ꯅꯣꯡꯂꯩ-ꯅꯨꯡꯁꯤꯠ ꯑꯃꯥ ꯂꯥꯛꯈꯤ꯫ ꯑꯃꯁꯨꯡ ꯁꯃꯨꯗ꯭ꯔ ꯑꯗꯨ ꯑꯀꯟꯕꯥ ꯑꯃꯁꯨꯡ ꯈꯨꯗꯣꯡꯊꯤꯅꯤꯡꯉꯥꯏ ꯑꯣꯏꯔꯛꯈꯤ꯫ ꯈꯨꯡꯒꯪ ꯑꯗꯨꯒꯤ ꯑꯇꯣꯞꯄꯥ ꯉꯥꯃꯤꯁꯤꯡꯅꯥ ꯇꯨꯔꯦꯜꯗꯥ ꯂꯩꯔꯝꯃꯤ ꯑꯗꯨꯕꯨ ꯃꯍꯥꯛꯀꯤ ꯏꯃꯨꯡ ꯃꯅꯨꯡ ꯑꯃꯁꯨꯡ ꯈꯨꯡꯒꯪ ꯑꯗꯨ ꯃꯍꯥꯛꯅꯥ ꯂꯧꯈꯤꯕꯥ ꯉꯥ ꯑꯗꯨꯒꯤ ꯃꯈꯥ ꯄꯣꯜꯂꯤ ꯍꯥꯏꯕꯥ ꯁꯦꯝꯅꯥ ꯈꯪꯂꯝꯃꯤ꯫ ꯃꯍꯥꯛꯅꯥ ꯃꯍꯥꯛꯀꯤ ꯕꯣꯠ ꯑꯗꯨ ꯂꯧꯈꯤ ꯑꯃꯁꯨꯡ ꯃꯍꯥꯛꯀꯤ ꯈꯨꯟꯅꯥꯏꯒꯤꯗꯃꯛ ꯉꯥ ꯍꯜꯂꯛꯅꯕꯥ ꯋꯥꯔꯦꯞ ꯂꯧꯗꯨꯅꯥ ꯅꯣꯡꯂꯩ ꯅꯨꯡꯁꯤꯠꯀꯤ ꯃꯅꯨꯡꯗꯥ ꯆꯪꯁꯤꯟꯈꯤ꯫ ꯇꯝꯄꯥꯛ ꯑꯗꯨ ꯋꯥꯡꯏ, ꯅꯨꯡꯁꯤꯠꯅꯥ ꯌꯥꯝꯅꯥ ꯁꯥꯊꯤꯅꯥ ꯁꯣꯛꯏ ꯑꯗꯨꯕꯨ ꯁꯦꯝꯅꯥ ꯃꯍꯥꯛꯀꯤ ꯃꯤꯠꯌꯦꯡ ꯑꯗꯨ ꯀꯩꯗꯧꯉꯩꯗꯁꯨ ꯃꯥꯡꯈꯤꯗꯦ꯫ ꯃꯍꯥꯛꯅꯥ ꯃꯍꯥꯛꯀꯤ ꯅꯦꯠꯁꯤꯡ ꯑꯗꯨ ꯊꯥꯗꯣꯛꯈꯤ ꯑꯃꯁꯨꯡ ꯉꯥ ꯂꯥꯛꯀꯗꯧꯔꯤꯕꯥ ꯑꯗꯨ ꯑꯁꯥꯎꯕꯥ ꯂꯩꯇꯅꯥ ꯉꯥꯏꯗꯨꯅꯥ ꯂꯩꯈꯤ꯫ ꯄꯨꯡ ꯀꯌꯥ ꯂꯣꯏꯔꯕꯥ ꯃꯇꯨꯡꯗꯥ ꯅꯣꯡꯂꯩ ꯅꯨꯡꯁꯤꯠ ꯑꯗꯨꯅꯥ ꯂꯦꯞꯄꯥ ꯉꯝꯗꯕꯒꯤ ꯈꯨꯗꯝ ꯑꯃꯠꯇꯥ ꯎꯈꯤꯗꯦ ꯑꯗꯨꯕꯨ ꯁꯦꯃꯗꯤ ꯀꯩꯗꯧꯉꯩꯗꯁꯨ ꯋꯥꯈꯜ ꯋꯥꯕꯥ ꯊꯦꯡꯅꯈꯤꯗꯦ꯫ ꯃꯍꯥꯛꯅꯥ ꯁꯃꯨꯗ꯭ꯔꯒꯤ ꯈꯨꯗꯣꯡꯊꯤꯕꯁꯤꯡ ꯑꯗꯨ ꯊꯧꯅꯥ ꯐꯅꯥ ꯂꯥꯟꯊꯦꯡꯅꯈꯤ ꯑꯃꯁꯨꯡ ꯑꯔꯣꯏꯕꯗꯥ ꯁꯥꯡꯂꯕꯥ ꯄꯨꯡ ꯀꯌꯥꯒꯤ ꯃꯇꯨꯡꯗꯥ ꯃꯍꯥꯛꯀꯤ ꯕꯣꯠ ꯑꯗꯨ ꯉꯥꯅꯥ ꯊꯜꯂꯕꯥ ꯃꯇꯨꯡꯗꯥ ꯈꯨꯉ꯭ꯒꯪ ꯑꯗꯨꯗꯥ ꯍꯜꯂꯛꯈꯤ꯫ ꯁꯦꯃꯅꯥ ꯃꯍꯥꯛꯀꯤ ꯀꯦꯆ ꯑꯗꯨ ꯄꯨꯔꯛꯄꯥ ꯃꯇꯝꯗꯥ ꯈꯨꯡꯒꯪꯒꯤ ꯃꯤꯌꯥꯝꯅꯥ ꯅꯨꯡꯉꯥꯏꯕꯥ ꯐꯣꯡꯗꯣꯛꯈꯤ ꯑꯃꯁꯨꯡ ꯅꯨꯡꯉꯥꯏꯕꯥ ꯐꯣꯡꯗꯣꯛꯈꯤ꯫ ꯃꯍꯥꯛꯀꯤ ꯊꯧꯅꯥ ꯑꯃꯁꯨꯡ ꯃꯁꯥꯒꯤ ꯑꯣꯏꯖꯕꯥ ꯊꯤꯕꯒꯤꯗꯃꯛ ꯃꯈꯣꯏꯅꯥ ꯊꯥꯒꯠꯄꯥ ꯐꯣꯡꯗꯣꯛꯈꯤ꯫ ꯁꯦꯃꯅꯥ ꯃꯔꯝ ꯑꯣꯏꯗꯨꯅꯥ ꯈꯨꯡꯒꯪ ꯑꯗꯨꯗꯥ ꯅꯣꯡꯂꯩ ꯅꯨꯡꯁꯤꯠ ꯑꯗꯨ ꯂꯥꯟꯊꯣꯛꯂꯛ ꯇꯔꯤꯐꯥꯎꯕꯥ ꯃꯈꯣꯏꯕꯨ ꯂꯦꯡꯗꯅꯥ ꯂꯩꯅꯕꯥ ꯆꯥꯅꯕꯥ ꯆꯤꯟꯖꯥꯛ ꯃꯔꯥꯡ ꯀꯥꯌꯅꯥ ꯂꯩꯈꯤ꯫ ꯅꯨꯃꯤꯠ ꯑꯗꯨꯗꯒꯤ ꯍꯧꯅꯥ ꯁꯦꯝ ꯑꯁꯤ ꯈꯨꯉ꯭ꯒꯪꯒꯤ ꯍꯤꯔꯣ ꯑꯣꯏꯅꯥ ꯈꯪꯅꯔꯛꯈꯤ꯫ ꯃꯍꯥꯛꯅꯥ ꯄ꯭ꯔꯃꯥꯟ ꯇꯧꯔꯝꯃꯤ ꯃꯗꯨꯗꯤ ꯅꯣꯡꯂꯩ-ꯅꯨꯡꯁꯤꯠ ꯑꯃꯠꯇꯥ ꯅꯠꯇ꯭ꯔꯒꯥ ꯈꯨꯗꯣꯡꯊꯤꯕꯥ ꯑꯃꯠꯇꯥ ꯃꯍꯥꯛꯀꯤ ꯏꯃꯨꯡ-ꯃꯅꯨꯡ ꯑꯃꯁꯨꯡ ꯃꯍꯥꯛꯀꯤ ꯈꯨꯟꯅꯥꯏꯒꯤ ꯄꯣꯠꯂꯝꯁꯤꯡ ꯄꯤꯕꯗꯥ ꯊꯤꯡꯕꯥ ꯉꯝꯂꯣꯏ꯫ ꯃꯍꯥꯛꯅꯥ ꯁꯃꯨꯗ꯭ꯔꯁꯤꯡꯗꯥ ꯉꯥ ꯐꯥꯕꯥ ꯃꯈꯥ ꯆꯠꯊꯈꯤ, ꯑꯃꯁꯨꯡ ꯃꯍꯥꯛꯀꯤ ꯂꯤꯖꯦꯟꯗꯥ ꯍꯦꯅꯒꯠꯂꯛꯈꯤ꯫ ꯃꯗꯨꯅꯥ ꯅꯍꯥ ꯑꯣꯏꯔꯤꯕꯥ ꯉꯥꯃꯤꯁꯤꯡꯕꯨ ꯃꯍꯥꯛꯀꯤ ꯈꯣꯡꯆꯠ ꯑꯗꯨ ꯇꯨꯡ ꯏꯟꯅꯕꯥ ꯄꯨꯛꯅꯤꯡ ꯊꯧꯒꯠꯈꯤ꯫ ꯁꯦꯝꯒꯤ ꯂꯤꯒꯦꯁꯤ ꯑꯗꯨ ꯍꯤꯡꯗꯨꯅꯥ ꯂꯩꯈꯤ꯫, ꯃꯍꯥꯛꯀꯤ ꯊꯋꯥꯏ ꯑꯗꯨ ꯃꯍꯥꯛ ꯆꯠꯈꯤꯕꯥ ꯃꯇꯝ ꯀꯌꯥꯒꯤ ꯃꯇꯨꯡꯗꯥ ꯈꯨꯡꯒꯪꯒꯤ ꯃꯤꯌꯥꯃꯒꯤ ꯊꯝꯃꯣꯏꯗꯥ ꯂꯩꯈꯤ꯫।